ꯌꯨꯅꯥꯏꯇꯦꯗ ꯁ꯭ꯇꯦꯇꯁꯇ ꯂꯥꯏꯔꯕꯒꯤ ꯃꯔꯝꯁꯤꯡ ꯌꯦꯡꯁꯤꯜꯂꯤꯕ ꯄꯦꯄꯔ ꯑꯃꯒꯤꯗꯃꯛ ꯔꯤꯁꯔꯆ ꯑꯥꯎꯠꯂꯥꯏꯟ ꯑꯃ ꯁꯦꯝꯃꯨ꯫ ꯍꯧꯗꯣꯛꯄ ꯂꯥꯏꯔꯕꯒꯤ ꯋꯥꯍꯟꯊꯣꯛ꫰ ꯌꯨꯅꯥꯏꯇꯦꯗ ꯁ꯭ꯇꯦꯇꯁꯇ ꯂꯥꯏꯔꯕꯒꯤ ꯃꯇꯥꯡꯗ ꯑꯀꯨꯞꯄ ꯃꯔꯣꯜ꫰ ꯄꯦꯄꯔ ꯑꯁꯤꯒꯤ ꯄꯥꯟꯗꯝ꫰ ꯌꯨꯅꯥꯏꯇꯦꯗ ꯁ꯭ꯇꯦꯇꯁꯇ ꯂꯥꯏꯔꯕꯒꯤ ꯃꯇꯥꯡꯗ ꯃꯔꯤ-ꯃꯈꯣꯡ ꯊꯤꯗꯣꯛꯄ꫰ ꯂꯥꯏꯔꯕꯒꯤ ꯃꯇꯥꯡꯗ ꯁ꯭ꯇꯦꯇꯤꯁ꯭ꯇꯤꯀꯦꯜ ꯗꯦꯇꯥ꫰ ꯏꯀꯣꯅꯣꯃꯤꯛ ꯍꯤꯁ꯭ꯇꯔꯤꯒꯤ ꯑꯣꯚꯔꯚꯤꯌꯨ꫰ ꯂꯥꯏꯔꯕ ꯀꯣꯛꯍꯟꯅꯕ ꯍꯣꯠꯅꯔꯤꯕ ꯁꯔꯀꯥꯔꯒꯤ ꯄꯣꯔꯝꯁꯤꯡ꫰ ꯂꯥꯏꯔꯕꯒꯤ ꯃꯔꯝꯁꯤꯡ꫰ ꯁꯦꯜ-ꯊꯨꯝꯒꯤ ꯐꯤꯚꯝꯁꯤꯡ ꯊꯕꯛ ꯐꯪꯗꯕ ꯑꯃꯁꯨꯡ ꯊꯕꯛ ꯐꯪꯗꯕ ꯏꯟꯀꯝ ꯌꯦꯟꯊꯣꯛꯄꯗ ꯃꯥꯟꯅꯕ ꯂꯩꯇꯕ꫰ ꯃꯍꯩ-ꯃꯁꯤꯡ ꯇꯝꯕ ꯑꯃꯁꯨꯡ ꯊꯕꯛ ꯄꯤꯕꯒꯤ ꯈꯨꯗꯣꯡꯆꯥꯕ ꯐꯪꯗꯕꯥ꫰ ꯈꯨꯟꯅꯥꯏꯒꯤ ꯑꯣꯏꯕ ꯃꯔꯝꯁꯤꯡ ꯈꯦꯟꯅꯕ ꯑꯃꯁꯨꯡ ꯃꯤꯆꯪ-ꯃꯤꯈꯥꯏ ꯅꯥꯏꯗꯕ ꯏꯃꯨꯡꯒꯤ ꯃꯑꯣꯡ ꯃꯇꯧ꫰ ꯍꯛꯁꯦꯜꯒꯤ ꯈꯦꯠꯅꯕ꫰ ꯁꯔꯀꯥꯔꯒꯤ ꯊꯧꯔꯥꯡꯁꯤꯡ ꯃꯇꯤꯛ ꯆꯥꯗꯕ꫰ ꯁꯣꯁꯤꯑꯦꯜ ꯋꯦꯜꯐꯦꯌꯔ ꯊꯧꯔꯝꯁꯤꯡ꫰ ꯈꯥꯖꯅꯥꯒꯤ ꯄꯣꯔꯝ꫰ ꯌꯨꯝꯁꯥꯕꯒꯤ ꯄꯣꯔꯝꯁꯤꯡ ꯂꯣꯏꯁꯤꯟꯕ꫰ ꯃꯔꯨꯑꯣꯏꯕ ꯋꯥꯐꯝꯁꯤꯡꯒꯤ ꯁꯝꯖꯤꯟꯅꯐꯝ꫰ ꯔꯤꯁꯔꯆꯀꯤ ꯁꯥꯐꯨꯁꯤꯡ꫰ ꯇꯨꯡꯒꯤ ꯔꯤꯁꯔꯆꯀꯤꯗꯃꯛꯇ ꯄꯥꯎꯇꯥꯛꯁꯤꯡ꯫ ꯃꯈꯥꯗ ꯄꯤꯔꯤꯕ ꯚꯦꯜꯌꯨꯁꯤꯡ ꯑꯁꯤ ꯄꯤꯔꯒ, ꯆꯥꯡꯆꯠꯇ ꯑꯣꯏꯕ ꯑꯗꯨꯌꯦꯡꯁꯤꯜꯂꯨ꯫ ꯑꯦꯗꯝ ꯁ꯭ꯃꯤꯊ ꯑꯃꯁꯨꯡ ꯀꯥꯔꯜ ꯃꯥꯔꯛꯁꯀꯤ ꯏꯀꯣꯅꯣꯃꯤꯛ ꯄꯣꯔꯝꯁꯤꯡ ꯆꯥꯡꯗꯝꯅꯕ ꯑꯃꯁꯨꯡ ꯀꯟꯠꯔꯦꯁ꯭ꯠ ꯇꯧꯕ꯫ ꯑꯦꯗꯝ ꯁ꯭ꯃꯤꯊ ꯑꯃꯁꯨꯡ ꯀꯥꯔꯜ ꯃꯥꯔꯛꯁ ꯑꯁꯤ ꯏꯀꯣꯅꯣꯃꯤꯒꯤ ꯋꯥꯈꯜ ꯈꯟꯕ ꯃꯤꯑꯣꯏ ꯑꯅꯤꯅꯤ, ꯃꯈꯣꯏꯒꯤ ꯏꯀꯣꯅꯣꯃꯤ ꯑꯁꯤ ꯀꯔꯝꯅ ꯆꯠꯊꯔꯤꯕꯒꯦ ꯑꯃꯁꯨꯡ ꯀꯔꯝꯅ ꯊꯕꯛ ꯇꯧꯕꯒꯦ ꯍꯥꯏꯕꯒꯤ ꯃꯇꯥꯡꯗ ꯌꯥꯝꯅ ꯇꯣꯉꯥꯟꯕ ꯋꯥꯈꯜꯂꯣꯟ ꯑꯅꯤ ꯂꯩꯈꯤ꯫ ꯑꯅꯤꯃꯛ ꯃꯤꯌꯥꯝꯗ ꯆꯥꯎꯈꯠꯄ ꯄꯥꯎꯖꯦꯜ ꯄꯤꯕ ꯉꯝꯕ ꯃꯤꯑꯣꯏꯁꯤꯡꯅꯤ, ꯑꯗꯨꯕꯨ ꯏꯀꯣꯅꯣꯃꯤꯛꯁꯀꯤ ꯃꯇꯥꯡꯗ ꯃꯈꯣꯏꯒꯤ ꯋꯥꯈꯜꯂꯣꯟ ꯑꯃꯁꯨꯡ ꯊꯤꯑꯣꯔꯤꯁꯤꯡ ꯑꯁꯤ ꯑꯃꯒ-ꯑꯃꯒ ꯃꯥꯟꯅꯗꯕ ꯃꯑꯣꯡꯗ, ꯁ꯭ꯃꯤꯊ ꯑꯁꯤ ꯀꯦꯄꯤꯇꯦꯂꯤꯖꯝꯒꯤ ꯃꯄꯥ ꯍꯥꯏꯅ ꯈꯪꯅꯔꯝꯕꯥ ꯑꯗꯨꯒꯥ ꯃꯥꯔꯛꯁꯅꯥ ꯁꯣꯁꯤꯑꯦꯂꯤꯖꯝ ꯑꯃꯁꯨꯡ ꯀꯝꯝꯌꯨꯅꯤꯖꯃꯒꯤ ꯎꯀꯤꯜ ꯑꯃꯥ ꯑꯣꯏꯔꯝꯃꯤ꯫ ꯇꯔꯥꯅꯤꯄꯥꯜ ꯁꯨꯕꯥ ꯆꯍꯤꯆꯥꯗꯥ ꯍꯤꯡꯂꯝꯕꯥ ꯁ꯭ꯀꯣꯇꯤꯁ ꯐꯤꯂꯣꯁꯣꯐꯔ ꯑꯦꯗꯝ ꯁ꯭ꯃꯤꯊꯅ ꯁꯦꯟꯃꯤꯠꯂꯣꯟꯕꯨ ꯂꯝꯖꯤꯡꯕꯤꯕ "ꯃꯤꯠ ꯎꯗꯕ ꯈꯨꯠ" ꯑꯃꯒꯤ ꯋꯥꯈꯜꯂꯣꯟ ꯑꯗꯨꯗ ꯊꯥꯖꯈꯤ꯫ ꯃꯍꯥꯛꯅꯥ ꯊꯤꯑꯣꯔꯤ ꯇꯧꯈꯤ꯫ ꯁ꯭ꯃꯤꯠꯅ ꯀ꯭ꯂꯥꯁꯤꯀꯦꯜ ꯏꯀꯣꯅꯣꯃꯤꯛꯁ ꯂꯤꯡꯈꯠꯈꯤ ꯑꯃꯁꯨꯡ ꯏꯀꯣꯅꯣꯃꯤꯗ ꯂꯦꯏꯁ-ꯐꯦꯌꯔ ꯌꯥꯅꯕ ꯑꯃ ꯊꯝꯅꯕ ꯋꯥꯐꯝ ꯊꯝꯈꯤ, ꯃꯐꯝ ꯑꯗꯨꯗ ꯁꯔꯀꯥꯔꯒꯤ ꯊꯧꯗꯥꯡ ꯑꯁꯤ ꯌꯥꯝꯅ ꯅꯦꯝꯅ ꯂꯩꯒꯅꯤ꯫ ꯃꯥꯏꯀꯩ ꯑꯃꯔꯣꯝꯗ ꯀꯥꯔꯜ ꯃꯥꯔꯛꯁ ꯑꯁꯤ ꯇꯔꯥꯃꯥꯄꯜ ꯁꯨꯕ ꯆꯍꯤꯆꯥꯒꯤ ꯖꯔꯃꯅꯤꯒꯤ ꯐꯤꯂꯣꯁꯣꯐꯔ ꯑꯃꯅꯤ, ꯃꯍꯥꯛꯅ ꯁꯣꯁꯤꯑꯦꯂꯤꯖꯝ ꯑꯃꯁꯨꯡ ꯀꯝꯃ꯭ꯌꯨꯅꯤꯖꯝꯒꯤ ꯃꯇꯥꯡꯗ ꯃꯍꯥꯛꯀꯤ ꯋꯥꯈꯜꯂꯣꯟꯁꯤꯡꯅ ꯈ꯭ꯋꯥꯏꯗꯒꯤ ꯃꯃꯤꯡ ꯆꯠꯂꯦ꯫ ꯃꯥꯔꯛꯁꯀꯤ ꯋꯥꯈꯜꯂꯣꯟ ꯑꯁꯤ ꯆꯥꯎꯔꯥꯛꯅ ꯃꯑꯣꯡ ꯈꯨꯗꯤꯡꯃꯛꯇ ꯁ꯭ꯃꯤꯊꯀꯤ ꯃꯤꯠꯌꯦꯡꯒ ꯃꯥꯟꯅꯈꯤꯗꯦ꯫ ꯃꯥꯔꯛꯁꯅ ꯊꯥꯖꯔꯝꯃꯤ ꯃꯗꯨꯗꯤ ꯀꯦꯄꯤꯇꯦꯂꯤꯖꯝ ꯑꯁꯤ ꯃꯥꯏ ꯄꯥꯛꯄ ꯉꯝꯂꯣꯏ ꯑꯃꯁꯨꯡ ꯃꯗꯨꯒꯤ ꯃꯍꯨꯠꯇ ꯁꯣꯁꯤꯑꯦꯂꯤꯁ꯭ꯠ ꯁꯤꯁ꯭ꯇꯦꯝ ꯑꯃꯅ ꯄꯨꯊꯣꯛꯄꯒꯤ ꯄꯥꯝꯕꯩꯁꯤꯡ ꯑꯗꯨ ꯔꯥꯖ꯭ꯌꯅ ꯃꯄꯨ ꯑꯣꯏꯒꯅꯤ꯫ ꯃꯥꯔꯛꯁꯅ ꯀꯦꯄꯤꯇꯦꯂꯤꯖꯝꯅ ꯋꯥꯔꯀꯤꯡ ꯀ꯭ꯂꯥꯁꯄꯨ ꯁꯣꯛꯍꯟꯗꯨꯅ ꯁꯣꯛꯍꯜꯂꯤ ꯍꯥꯏꯅ ꯊꯥꯖꯈꯤ ꯑꯃꯁꯨꯡ ꯋꯥꯔꯀꯤꯡ ꯀ꯭ꯂꯥꯁꯅ ꯂꯥꯏꯔꯕ ꯑꯣꯏꯅ ꯂꯩꯔꯤꯉꯩꯗ ꯀꯦꯄꯤꯇꯦꯂꯤꯁ꯭ꯠ ꯀ꯭ꯂꯥꯁ ꯑꯁꯤ ꯍꯦꯟꯅ ꯁꯦꯜ ꯌꯥꯝꯅ ꯇꯥꯟꯕ ꯎꯈꯤ꯫ ꯃꯥꯔꯛꯁꯀꯤ ꯃꯇꯨꯡ ꯏꯟꯅ ꯁꯣꯁꯤꯑꯦꯂꯤꯁ꯭ꯠ ꯏꯀꯣꯅꯣꯃꯤ ꯑꯃꯅ ꯃꯤꯄꯨꯝ ꯈꯨꯗꯤꯡꯃꯛꯀꯤ ꯀꯥꯟꯅꯕ ꯐꯪꯅꯕ ꯊꯕꯛ ꯇꯧꯒꯅꯤ, ꯂꯟ-ꯊꯨꯝ ꯑꯃꯁꯨꯡ ꯔꯤꯁꯣꯔꯁꯁꯤꯡ ꯑꯁꯤ ꯃꯤꯑꯣꯏ ꯑꯃꯒꯤ ꯀꯥꯟꯅꯕ ꯐꯪꯕꯗꯒꯤ ꯍꯦꯟꯅ ꯃꯊꯧ ꯇꯥꯕꯗ ꯌꯨꯝꯐꯝ ꯑꯣꯏꯔꯒ ꯌꯦꯟꯊꯣꯛꯀꯅꯤ꯫ ꯈꯪꯖꯤꯟꯒꯗꯕ ꯑꯃꯅ, ꯑꯦꯗꯝ ꯁ꯭ꯃꯤꯊꯅ ꯀꯩꯊꯦꯜꯅ ꯂꯨꯆꯤꯡꯕ ꯏꯀꯣꯅꯣꯃꯤ ꯑꯃꯗ ꯊꯥꯖꯈꯤ ꯃꯗꯨꯗꯤ ꯃꯤꯑꯣꯏ ꯑꯃꯒꯤ ꯃꯁꯥꯒꯤ ꯑꯣꯏꯕ ꯌꯥꯏꯐ-ꯊꯧꯔꯥꯡꯅ ꯏꯀꯣꯅꯣꯃꯤꯕꯨ ꯂꯝꯖꯤꯡꯒꯅꯤ, ꯑꯗꯨꯒ ꯀꯥꯔꯜ ꯃꯥꯔꯛꯁꯅ ꯔꯥꯖ꯭ꯌꯅ ꯀꯟꯇ꯭ꯔꯣꯜ ꯇꯧꯕ ꯏꯀꯣꯅꯣꯃꯤ ꯑꯃꯗ ꯊꯥꯖꯈꯤ ꯃꯗꯨꯗ ꯄꯨꯊꯣꯛꯄꯒꯤ ꯄꯥꯝꯕꯩꯁꯤꯡ ꯑꯁꯤ ꯔꯥꯖ꯭ꯌꯅ ꯃꯄꯨ ꯑꯣꯏꯒꯅꯤ, ꯑꯃꯁꯨꯡ ꯔꯤꯁꯣꯔꯁꯁꯤꯡ ꯑꯁꯤ ꯃꯊꯧ ꯇꯥꯕꯗ ꯌꯨꯝꯐꯝ ꯑꯣꯏꯔꯒ ꯌꯦꯟꯊꯣꯛꯀꯅꯤ꯫